ꯀꯥꯔꯒꯣ ꯗꯤꯂꯔꯁꯤꯞ ꯑꯃꯗ ꯀꯁꯇꯃꯔ ꯔꯦꯀꯣꯔꯗꯁꯤꯡ ꯊꯝꯅꯕ ꯗꯦꯇꯥꯕꯦꯖ ꯁꯤꯁꯇꯦꯝ ꯑꯃ ꯁꯦꯝꯕ꯫ ꯀꯥꯔꯒꯣ ꯗꯤꯜꯂꯤ ꯑꯃꯗ ꯀꯁꯇꯃꯔ ꯔꯦꯀꯣꯔꯗꯁꯤꯡ ꯊꯝꯅꯕ ꯗꯦꯇꯥꯕꯦꯖ ꯁꯤꯁ꯭ꯇꯦꯝ ꯑꯃ ꯁꯦꯝꯅꯕ ꯂꯧꯈꯠꯄ ꯌꯥꯕ ꯈꯣꯡꯊꯥꯡꯁꯤꯡ ꯃꯈꯥꯗ ꯄꯤꯔꯤ: ꯃꯊꯧ ꯇꯥꯕꯁꯤꯡ ꯑꯗꯨ ꯂꯦꯞꯊꯣꯛꯎ: ꯗꯦꯇꯥꯕꯦꯖ ꯁꯤꯁꯇꯦꯝ ꯑꯃ ꯁꯦꯝꯕꯒꯤ ꯑꯍꯥꯟꯕ ꯈꯣꯡꯊꯥꯡꯗꯤ ꯗꯤꯂꯔꯁꯤꯞ ꯑꯗꯨꯒꯤ ꯃꯊꯧ ꯇꯥꯕꯁꯤꯡ ꯑꯗꯨ ꯈꯪꯗꯣꯛꯄꯅꯤ꯫ ꯈꯨꯗꯝ ꯑꯣꯏꯅꯥꯡ, ꯀꯁꯇꯃꯔꯁꯤꯡꯒꯤ ꯃꯔꯝꯗ ꯁ꯭ꯇꯣꯔ ꯇꯧꯕ ꯃꯊꯧ ꯇꯥꯕ ꯏꯟꯐꯣꯔꯃꯦꯁꯟ ꯑꯗꯨꯗ ꯃꯃꯤꯡ, ꯀꯟꯇꯦꯛꯇ ꯏꯟꯐꯣꯔꯃꯦꯁꯟ, ꯒꯥꯔꯤꯒꯤ ꯄꯁꯟꯗ, ꯄꯔꯆꯦꯖ ꯍꯤꯁꯇꯔꯤ, ꯑꯁꯤꯅꯆꯤꯡꯕ ꯌꯥꯎꯕ ꯌꯥꯏ꯫ ꯗꯦꯇꯥꯕꯦꯖ ꯃꯦꯅꯦꯖꯃꯦꯟꯠ ꯁꯤꯁꯇꯦꯝ ꯑꯃ ꯈꯜꯂꯨ: ꯗꯤꯂꯔꯁꯤꯞꯀꯤ ꯃꯊꯧ ꯇꯥꯕꯁꯤꯡꯗꯨ ꯐꯪꯍꯟꯕ ꯉꯝꯕ ꯗꯦꯇꯥꯕꯦꯖ ꯃꯦꯅꯦꯖꯃꯦꯟꯠꯇ ꯁꯤꯁꯇꯦꯝ ꯑꯃ ꯈꯜꯂꯨ꯫ ꯗꯦꯇꯥꯕꯦꯖ ꯁ꯭ꯀꯤꯝ ꯗꯤꯖꯥꯏꯟ ꯇꯧꯕ: ꯈꯟꯈ꯭ꯔꯕ ꯃꯇꯨꯡꯗ ꯃꯊꯪꯒꯤ ꯈꯣꯡꯊꯥꯡ ꯑꯁꯤ ꯗꯦꯇꯥꯕꯦꯖ ꯁ꯭ꯀꯤꯝ ꯗꯤꯖꯥꯏꯟ ꯇꯧꯕꯅꯤ꯫ ꯃꯁꯤꯗ ꯇꯦꯕꯜꯁꯤꯡ ꯁꯦꯝꯕ ꯑꯃꯁꯨꯡ ꯃꯈꯣꯏꯒꯤ ꯃꯔꯛꯇ ꯂꯩꯔꯤꯕ ꯃꯔꯤꯁꯤꯡ ꯑꯗꯨ ꯂꯦꯞꯊꯣꯛꯄ ꯌꯥꯎꯔꯤ꯫ ꯈꯨꯗꯝ ꯑꯣꯏꯅ, ꯀꯁꯇꯃꯔ ꯏꯟꯐꯣꯔꯃꯦꯁꯟ ꯊꯝꯅꯕ ꯀꯁꯇꯃꯔꯁꯤꯡ ꯇꯦꯕꯜ ꯑꯃ ꯁꯦꯝꯕ ꯌꯥꯏ, ꯑꯃꯁꯨꯡ ꯀꯁꯇꯃꯔꯅ ꯌꯣꯟꯕ ꯌꯥꯕ ꯔꯦꯀꯣꯔꯗꯁꯤꯡ ꯊꯝꯅꯕ ꯄꯔꯆꯦꯖ ꯀꯧꯕ ꯑꯇꯣꯞꯄ ꯇꯦꯕꯜ ꯑꯃ ꯁꯦꯝꯕ ꯌꯥꯏ꯫ ꯗꯥꯇꯥꯕꯦꯖ ꯅꯣꯔꯃꯦꯂꯥꯏꯖ ꯇꯧꯕ: ꯅꯣꯔꯃꯦꯂꯥꯏꯖꯦꯁꯟ ꯍꯥꯏꯕꯁꯤ ꯔꯤꯗꯟꯗꯦꯟꯁꯤ ꯑꯃꯁꯨꯡ ꯗꯤꯄꯦꯟꯗꯦꯟꯁ ꯍꯟꯊꯍꯟꯅꯕ ꯗꯦꯇꯥ ꯑꯣꯔꯒꯅꯥꯏꯖ ꯇꯧꯕꯒꯤ ꯊꯧꯑꯣꯡꯅꯤ꯫ ꯈꯣꯡꯊꯥꯡ ꯑꯁꯤꯗꯥ, ꯗꯦꯇꯥ ꯑꯁꯤ ꯇꯦꯕꯜ ꯈꯨꯗꯤꯡꯃꯛꯇꯥ ꯃꯔꯤ ꯂꯩꯅꯕ ꯏꯟꯐꯣꯔꯃꯦꯁꯟ ꯈꯛꯇꯃꯛ ꯌꯥꯎꯍꯟꯅꯕ ꯑꯃꯁꯨꯡ ꯇꯦꯕꯜꯁꯤꯡꯒꯤ ꯃꯔꯛꯇ ꯂꯩꯔꯤꯕ ꯃꯔꯤꯁꯤꯡ ꯑꯁꯤ ꯑꯆꯨꯝꯕ ꯃꯑꯣꯡꯗ ꯂꯦꯞꯊꯣꯛꯅꯕ ꯁ꯭ꯇꯔꯛꯆꯔ ꯇꯧꯏ꯫ ꯗꯦꯇꯥꯕꯦꯖ ꯁꯦꯝꯕ: ꯁ꯭ꯀꯤꯝ ꯑꯗꯨ ꯗꯤꯖꯥꯏꯟ ꯇꯧꯔꯕ ꯃꯇꯨꯡꯗ ꯑꯃꯁꯨꯡ ꯗꯦꯇꯥ ꯑꯗꯨ ꯅꯣꯔꯃꯦꯂꯥꯏꯖ ꯇꯧꯔꯕ ꯃꯇꯨꯡꯗ, ꯇꯁꯦꯡꯕ ꯗꯦꯇꯥꯕꯦꯖ ꯑꯗꯨ ꯈꯟꯒꯠꯂꯒ ꯁꯤꯖꯤꯟꯅꯗꯨꯅ ꯁꯦꯝꯕ ꯌꯥꯏ꯫ ꯃꯁꯤꯗ ꯇꯦꯕꯜꯁꯤꯡ ꯁꯦꯝꯕ, ꯃꯈꯣꯏꯒꯤ ꯃꯔꯛꯇ ꯂꯩꯔꯤꯕ ꯃꯔꯤꯁꯤꯡ ꯂꯦꯞꯊꯣꯛꯄ, ꯑꯃꯁꯨꯡ ꯃꯊꯧ ꯇꯥꯕ ꯑꯊꯤꯡꯕ ꯏꯟꯗꯦꯛꯁ ꯑꯃꯁꯨꯡ ꯚꯤꯎ ꯑꯃꯠꯇ ꯁꯦꯝꯒꯠꯄ ꯌꯥꯎꯏ꯫ ꯗꯦꯇꯥꯕꯦꯖ ꯑꯗꯨ ꯄꯣꯄꯨꯂꯦꯠ ꯇꯧꯕ: ꯃꯊꯪꯒꯤ ꯈꯣꯡꯊꯥꯡꯗꯤ ꯀꯁꯇꯃꯔ ꯔꯦꯀꯣꯔꯗꯁꯤꯡꯒꯥ ꯂꯣꯏꯅꯅꯥ ꯗꯦꯇꯥꯕꯦꯖ ꯑꯗꯨ ꯄꯣꯄꯨꯂꯦꯠ ꯇꯧꯕꯅꯤ꯫ ꯃꯁꯤ ꯁ꯭ꯄꯔꯦꯗꯁꯤꯠ ꯅꯠꯇ꯭ꯔꯒ ꯐꯥꯏꯜꯁꯤꯡꯒꯨꯝꯕ ꯍꯧꯖꯤꯛ ꯂꯩꯔꯤꯕ ꯁꯣꯔꯁꯁꯤꯡꯗꯒꯤ ꯗꯦꯇꯥ ꯏꯝꯄꯣꯔꯠ ꯇꯧꯗꯨꯅ ꯅꯠꯇ꯭ꯔꯒ ꯃꯦꯅꯨꯑꯦꯜ ꯑꯣꯏꯅ ꯗꯦꯇꯥ ꯑꯦꯟꯇꯔ ꯇꯧꯗꯨꯅ ꯇꯧꯕ ꯌꯥꯏ꯫ ꯁꯦꯀ꯭ꯌꯨꯔꯤꯇꯤ ꯁꯦꯠ ꯇꯧꯕ: ꯗꯦꯇꯥꯕꯦꯖ ꯑꯁꯤ ꯁꯦꯀ꯭ꯌꯨꯑꯣꯔ ꯑꯣꯏꯍꯟꯕ ꯑꯃꯁꯨꯡ ꯀꯁꯇꯃꯔ ꯔꯦꯀꯣꯔꯗꯁꯤꯡ ꯑꯦꯛꯁꯦꯁ ꯇꯧꯕ ꯑꯁꯤ ꯑꯣꯊꯣꯔꯥꯏꯖ ꯇꯧꯔꯕ ꯄꯔꯁꯣꯅꯦꯜ ꯈꯛꯇꯗ ꯑꯊꯤꯡꯕ ꯊꯝꯕ ꯍꯥꯏꯕꯁꯤ ꯌꯥꯝꯅ ꯃꯔꯨꯑꯣꯏ꯫ ꯃꯁꯤ ꯌꯨꯖꯔ ꯑꯦꯀꯥꯎꯟꯇꯁꯤꯡ ꯁꯦꯝꯗꯨꯅ, ꯑꯌꯥꯕ ꯄꯤꯗꯨꯅ, ꯑꯃꯁꯨꯡ ꯑꯦꯟꯀ꯭ꯔꯤꯞꯁꯟꯒꯨꯝꯕ ꯑꯇꯩ ꯁꯦꯀ꯭ꯌꯨꯔꯤꯇꯤꯒꯤ ꯊꯧꯔꯥꯡꯁꯤꯡ ꯏꯝꯄ꯭ꯂꯤꯃꯦꯟꯠꯇ ꯇꯧꯗꯨꯅ ꯄꯥꯡꯊꯣꯛꯄ ꯌꯥꯏ꯫